ꯑꯅꯧꯕ ꯄꯣꯠꯊꯣꯛ ꯑꯃꯒꯤ ꯃꯇꯥꯡꯗ ꯐꯤꯗꯕꯦꯛ ꯂꯧꯅꯕ ꯁꯔꯚꯦ ꯑꯃ ꯗꯤꯖꯥꯏꯟ ꯇꯧꯕ꯫ ꯑꯗꯣꯝꯒꯤ ꯑꯅꯧꯕ ꯄꯣꯠꯊꯣꯛꯀꯤꯗꯃꯛ ꯐꯤꯗꯕꯦꯛ ꯈꯣꯝꯖꯤꯟꯕꯗ ꯃꯇꯦꯡ ꯄꯥꯡꯅꯕ ꯑꯩꯈꯣꯏꯒꯤ ꯑꯥꯔꯇꯤꯐꯤꯁꯤꯑꯦꯜ ꯏꯟꯇꯤꯂꯤꯖꯦꯟꯁ ꯀꯤ ꯑꯦꯁꯤꯁꯇꯦꯟꯇ ꯁꯤꯖꯤꯟꯅꯅꯕ ꯈꯟꯅꯅꯕꯒꯤꯗꯃꯛ ꯊꯥꯒꯠꯆꯔꯤ꯫ ꯃꯈꯥꯗ ꯅꯍꯥꯛꯄꯨ ꯏꯟꯐꯣꯔꯃꯦꯁꯟ ꯈꯣꯝꯖꯤꯟꯕꯗ ꯃꯇꯦꯡ ꯄꯥꯡꯕ ꯌꯥꯕ ꯁꯔꯚꯦ ꯑꯃ ꯄꯤꯔꯤ, ꯇꯥꯏꯇꯜ - ꯑꯅꯧꯕꯥ ꯄ꯭ꯔꯗꯛꯇ ꯐꯤꯗꯕꯦꯛ ꯁꯔꯚꯦ ꯍꯧꯗꯣꯛꯄ - ꯑꯩꯈꯣꯏꯒꯤ ꯑꯅꯧꯕꯥ ꯄ꯭ꯔꯗꯛꯇꯀꯤ ꯃꯇꯥꯡꯗ ꯃꯃꯜ ꯌꯥꯝꯂꯕ ꯐꯤꯗꯕꯦꯛ ꯄꯤꯕꯒꯤꯗꯃꯛ ꯃꯇꯝ ꯈꯥꯏꯊꯣꯛꯄꯤꯕꯒꯤꯗꯃꯛ ꯊꯥꯒꯠꯆꯔꯤ꯫ ꯁꯔꯚꯦ ꯑꯁꯤꯒꯤ ꯄꯥꯟꯗꯝꯗꯤ ꯑꯩꯈꯣꯏꯅ ꯑꯍꯣꯡꯕ ꯄꯨꯔꯛꯄꯗ ꯃꯇꯦꯡ ꯄꯥꯡꯅꯕ ꯑꯃꯁꯨꯡ ꯑꯩꯈꯣꯏꯒꯤ ꯀꯁ꯭ꯇꯃꯔꯁꯤꯡꯒꯤ ꯃꯊꯧ ꯇꯥꯕꯁꯤꯡ ꯑꯃꯁꯨꯡ ꯑꯄꯥꯝꯕꯁꯤꯡ ꯑꯗꯨ ꯍꯦꯟꯅ ꯐꯅꯥ ꯐꯪꯍꯟꯅꯕ ꯄꯣꯠꯊꯣꯛ ꯑꯗꯨꯒꯤ ꯃꯇꯥꯡꯗ ꯑꯗꯣꯝꯒꯤ ꯑꯦꯛꯁꯄ꯭ꯔꯤꯌꯦꯟꯁ ꯑꯃꯁꯨꯡ ꯋꯥꯈꯜꯂꯣꯟꯁꯤꯡꯒꯤ ꯃꯇꯥꯡꯗ ꯏꯟꯐꯣꯔꯃꯦꯁꯟ ꯈꯣꯝꯖꯤꯟꯕꯅꯤ꯫ ꯑꯩꯈꯣꯏꯒꯤ ꯑꯅꯧꯕ ꯄꯣꯠꯊꯣꯛ ꯑꯁꯤꯒꯤ ꯃꯇꯥꯡꯗ ꯑꯗꯣꯝꯅ ꯑꯍꯥꯟꯕ ꯑꯣꯏꯅ ꯀꯔꯝꯅ ꯇꯥꯈꯤꯕꯒꯦ? ꯑꯣꯟꯂꯥꯏꯟ ꯑꯦꯗꯚꯥꯔꯇꯥꯏꯖꯃꯦꯟꯇ ꯋꯥꯍꯩꯒꯤ ꯋꯥꯍꯩ ꯁꯣꯁꯤꯌꯦꯜ ꯃꯤꯗꯤꯌꯥꯗ ꯏꯃꯦꯜ ꯑꯇꯣꯞꯄ ꯃꯉꯥꯅ ꯈ꯭ꯋꯥꯏꯗꯒꯤ ꯋꯥꯡꯕ ꯑꯣꯏꯅ ꯑꯃ ꯗꯒꯤ ꯃꯉꯥꯒꯤ ꯁ꯭ꯀꯦꯜꯗ, ꯑꯗꯣꯝꯅ ꯄꯣꯠꯊꯣꯛ ꯑꯗꯨꯒꯤ ꯑꯄꯨꯟꯕ ꯃꯒꯨꯟ ꯑꯗꯨ ꯀꯔꯝꯅ ꯔꯦꯠ ꯇꯧꯒꯅꯤ? ꯆꯥꯟꯕꯤꯗꯨꯅ ꯑꯗꯣꯝꯅ ꯃꯔꯨꯑꯣꯏꯅ ꯄꯥꯝꯂꯤꯕ ꯅꯠꯇꯔꯒ ꯀꯥꯟꯅꯕ ꯑꯣꯏꯅ ꯎꯈꯤꯕ ꯄꯣꯠꯊꯣꯛ ꯑꯗꯨꯒꯤ ꯑꯀꯛꯅꯕ ꯃꯁꯛ ꯑꯃ ꯁꯦꯌꯔ ꯇꯧꯕꯤꯌꯨ ꯫ꯆꯥꯟꯕꯤꯗꯨꯅ ꯑꯗꯣꯝꯅ ꯑꯍꯣꯡꯕ ꯃꯊꯧ ꯇꯥꯏ ꯍꯥꯏꯅ ꯈꯜꯂꯤꯕ ꯄꯣꯠꯊꯣꯛ ꯑꯗꯨꯒꯤ ꯑꯀꯛꯅꯕꯥ ꯃꯁꯛ ꯑꯃ ꯁꯦꯌꯔ ꯇꯧꯕꯤꯌꯨ꯫ ꯑꯗꯣꯝꯅ ꯄꯣꯠꯊꯣꯛ ꯑꯁꯤ ꯑꯗꯣꯝꯒꯤ ꯃꯔꯨꯞꯁꯤꯡ ꯅꯠꯇꯔꯒ ꯏꯃꯨꯡ ꯃꯅꯨꯡꯗ ꯔꯤꯀꯃꯦꯟꯗ ꯇꯧꯕꯤꯒꯗ꯭ꯔꯥ? ꯄꯣꯠꯊꯣꯛ ꯑꯗꯨꯒ ꯃꯔꯤ ꯂꯩꯅꯕꯥ ꯑꯗꯣꯝꯒꯤ ꯑꯦꯛꯁꯄ꯭ꯔꯤꯌꯦꯟꯁꯀꯤ ꯃꯇꯥꯡꯗ ꯑꯗꯣꯝꯅ ꯁꯦꯌꯔ ꯇꯧꯕ ꯄꯥꯝꯂꯤꯕ ꯑꯇꯣꯞꯄ ꯋꯥꯐꯝ ꯑꯃ ꯂꯩꯕꯔꯥ? ꯋꯥꯔꯣꯜ- ꯁꯔꯚꯦ ꯑꯁꯤ ꯂꯣꯏꯁꯤꯟꯅꯕ ꯃꯇꯝ ꯄꯤꯕꯤꯕꯒꯤꯗꯃꯛ ꯊꯥꯒꯠꯆꯔꯤ, ꯑꯗꯣꯝꯒꯤ ꯐꯤꯗꯕꯦꯛ ꯑꯁꯤ ꯑꯩꯈꯣꯏꯒꯤꯗꯃꯛ ꯃꯔꯨ ꯑꯣꯏ꯫ ꯑꯩꯈꯣꯏꯅ ꯑꯗꯣꯝꯒꯤ ꯄꯨꯛꯆꯦꯜ ꯁꯦꯡꯕ ꯑꯗꯨ ꯊꯥꯒꯠꯂꯤ ꯑꯃꯁꯨꯡ ꯑꯗꯣꯝꯒꯤ ꯋꯥꯈꯜꯂꯣꯟꯁꯤꯡ ꯑꯗꯨ ꯄꯣꯠꯊꯣꯛ ꯑꯗꯨꯗ ꯑꯍꯣꯡꯕ ꯄꯨꯔꯛꯅꯕ ꯁꯤꯖꯤꯟꯅꯒꯅꯤ꯫ ꯇꯣꯉꯥꯟ-ꯇꯣꯉꯥꯟꯕ ꯂꯣꯜꯒꯤ ꯀꯦꯇꯦꯒꯣꯔꯤ ꯃꯔꯤ ꯑꯁꯤ ꯀꯔꯤꯅꯣ? ꯂꯣꯜꯁꯤꯡꯕꯨ ꯀꯦꯇꯦꯒꯣꯔꯤ ꯈꯥꯏꯗꯣꯛꯄꯒꯤ ꯃꯑꯣꯡ ꯀꯌꯥ ꯂꯩ, ꯑꯗꯨꯕꯨ ꯀꯃꯟ ꯑꯣꯏꯕ ꯊꯧꯑꯣꯡ ꯑꯃꯗꯤ ꯃꯈꯣꯏꯒꯤ ꯁ꯭ꯇꯔꯛꯆꯔ ꯑꯃꯁꯨꯡ ꯃꯑꯣꯡ ꯃꯇꯧꯒꯤ ꯃꯇꯨꯡ ꯏꯟꯅ ꯀ꯭ꯂꯥꯁꯤꯐꯥꯏ ꯇꯧꯕꯅꯤ꯫ ꯃꯁꯤꯒꯤ ꯑꯦꯄ꯭ꯔꯣꯆ ꯑꯁꯤ ꯁꯤꯖꯤꯟꯅꯗꯨꯅ ꯃꯔꯨ ꯑꯣꯏꯕ ꯂꯣꯜꯒꯤ ꯀꯦꯇꯦꯒꯣꯔꯤ ꯃꯔꯤ ꯑꯁꯤ - ꯑꯦꯅꯥꯂꯥꯏꯇꯤꯛ ꯂꯣꯜꯁꯤꯡ -ꯂꯣꯜꯁꯤꯡ ꯑꯁꯤꯅ ꯑꯔꯊ ꯐꯣꯡꯗꯣꯛꯅꯕꯒꯤꯗꯃꯛ ꯋꯥꯍꯩ ꯑꯣꯔꯗꯔ ꯑꯃꯁꯨꯡ ꯄꯥꯔꯇꯤꯀꯜꯁꯤꯡ ꯁꯤꯖꯤꯟꯅꯩ꯫ ꯃꯈꯣꯏꯗ ꯏꯟꯐ꯭ꯂꯦꯛꯁꯟ ꯌꯥꯝꯅ ꯅꯦꯝꯃꯤ ꯅꯠꯇꯔꯒ ꯂꯩꯇꯦ, ꯃꯁꯤꯅ ꯇꯥꯛꯄꯗꯤ ꯋꯥꯍꯩꯁꯤꯡꯅ ꯃꯍꯧꯁꯥꯅ ꯃꯈꯣꯏꯒꯤ ꯒ꯭ꯔꯥꯃꯦꯇꯤꯛ ꯔꯣꯜꯗ ꯌꯨꯝꯐꯝ ꯑꯣꯏꯔꯒ ꯃꯑꯣꯡ ꯍꯣꯡꯗꯣꯛꯄ ꯉꯝꯗꯦ꯫ ꯑꯦꯅꯥꯂꯥꯏꯇꯤꯛ ꯂꯣꯜꯁꯤꯡꯒꯤ ꯈꯨꯗꯝꯁꯤꯡꯗꯤ ꯆꯥꯏꯅꯥ, ꯚꯤꯌꯦꯠꯅꯥꯝ ꯑꯃꯁꯨꯡ ꯏꯪꯂꯤꯁ ꯑꯁꯤꯅꯤ꯫ ꯁꯤꯟꯊꯦꯇꯤꯛ ꯂꯣꯜꯁꯤꯡ -ꯂꯣꯜꯁꯤꯡ ꯑꯁꯤꯅ ꯋꯥꯍꯩꯁꯤꯡꯒꯤ ꯃꯔꯛꯇ ꯒ꯭ꯔꯥꯃꯦꯇꯤꯛ ꯑꯣꯏꯕꯥ ꯃꯔꯤꯁꯤꯡ ꯐꯣꯡꯗꯣꯛꯅꯕꯒꯤꯗꯃꯛꯇ ꯏꯟꯐ꯭ꯂꯦꯛꯁꯟ ꯑꯃꯁꯨꯡ ꯑꯦꯐꯤꯛꯁ ꯁꯤꯖꯤꯟꯅꯩ꯫ ꯑꯇꯣꯞꯄꯥ ꯋꯥꯍꯟꯊꯣꯛ ꯑꯃꯗꯥ ꯍꯥꯏꯔꯕꯗꯥ, ꯋꯥꯍꯩ ꯑꯃꯒꯤ ꯃꯑꯣꯡ ꯃꯇꯧ ꯑꯗꯨ ꯋꯥꯍꯩ ꯑꯗꯨꯗꯥ ꯌꯥꯎꯔꯤꯕꯥ ꯊꯧꯗꯥꯡ ꯑꯗꯨꯗꯥ ꯌꯨꯝꯐꯝ ꯑꯣꯏꯔꯒꯥ ꯍꯣꯡꯏ꯫ ꯁꯤꯟꯊꯦꯇꯤꯛ ꯂꯣꯜꯁꯤꯡꯒꯤ ꯈꯨꯗꯝꯁꯤꯡꯗꯤ ꯂꯦꯇꯤꯟ, ꯖꯔꯃꯅꯤ ꯑꯃꯁꯨꯡ ꯔꯨꯁꯤꯌꯥꯟ ꯑꯁꯤꯅꯤ꯫ ꯑꯦꯒ꯭ꯂꯨꯇꯤꯅꯦꯇꯤꯕ ꯂꯣꯜꯁꯤꯡ -ꯂꯣꯜꯁꯤꯡ ꯑꯁꯤ ꯁꯤꯟꯊꯦꯇꯤꯛ ꯂꯣꯜꯁꯤꯡꯒꯤ ꯁꯕꯇꯥꯏꯞ ꯑꯃꯅꯤ, ꯃꯁꯤꯗ ꯋꯥꯍꯩꯁꯤꯡ ꯑꯁꯤ ꯑꯔꯊꯒꯤ ꯈ꯭ꯋꯥꯏꯗꯒꯤ ꯑꯄꯤꯛꯄ ꯌꯨꯅꯤꯠꯁꯤꯡ ꯑꯣꯏꯔꯤꯕ ꯃꯣꯔꯐꯤꯝꯁꯤꯡꯕꯨ ꯁ꯭ꯇꯔꯤꯡ ꯇꯧꯗꯨꯅ ꯁꯦꯝꯈꯤꯕꯅꯤ꯫ ꯃꯣꯔꯐꯤꯝ ꯈꯨꯗꯤꯡꯃꯛꯅ ꯒ꯭ꯔꯥꯃꯦꯇꯤꯛ ꯐꯪꯛꯁꯟ ꯅꯠꯇꯔꯒ ꯑꯔꯊ ꯑꯃ ꯔꯤꯄꯔꯖꯦꯟꯇ ꯇꯧꯏ꯫ ꯑꯦꯒ꯭ꯂꯨꯇꯤꯅꯦꯇꯤꯕ ꯂꯣꯜꯁꯤꯡꯒꯤ ꯈꯨꯗꯝꯁꯤꯡꯗꯤ ꯇꯨꯔꯀꯤ, ꯐꯤꯅꯤꯁ ꯑꯃꯁꯨꯡ ꯖꯄꯥꯅꯤꯖꯅꯤ꯫ ꯄꯣꯂꯤꯁꯤꯟꯊꯦꯇꯤꯛ ꯂꯣꯜꯁꯤꯡ - ꯂꯣꯜꯁꯤꯡ ꯑꯁꯤ ꯋꯥꯍꯩꯁꯤꯡ ꯑꯁꯤ ꯃꯁꯤꯡ ꯌꯥꯝꯂꯕꯥ ꯃꯣꯔꯐꯤꯝꯁꯤꯡꯅ ꯁꯦꯝꯕ ꯌꯥꯕ ꯁꯤꯟꯊꯦꯇꯤꯛ ꯂꯣꯜꯁꯤꯡꯒꯤ ꯑꯇꯣꯞꯄ ꯁꯕꯇꯥꯏꯞꯅꯤ꯫ ꯃꯈꯣꯏꯅ ꯑꯌꯥꯝꯕꯅ ꯏꯟꯀꯣꯔꯄꯣꯔꯦꯁꯟ ꯁꯤꯖꯤꯟꯅꯩ꯫ ꯄꯣꯂꯤꯁꯤꯟꯊꯦꯇꯤꯛ ꯂꯣꯜꯁꯤꯡꯒꯤ ꯈꯨꯗꯝ ꯑꯣꯏꯅ ꯏꯅꯨꯛꯇꯤꯇꯨꯠ, ꯃꯣꯍꯥꯛ ꯑꯃꯁꯨꯡ ꯅꯥꯚꯥꯖꯣ ꯌꯥꯎꯔꯤ꯫